ꯃꯈꯥꯗ ꯄꯤꯔꯤꯕ ꯊꯕꯛ ꯑꯁꯤꯒꯤꯗꯃꯛ ꯀꯝꯄ꯭ꯌꯨꯇꯔ ꯚꯤꯖꯟ ꯃꯣꯗꯦꯜ ꯑꯃ ꯗꯤꯖꯥꯏꯟ ꯇꯧꯕꯥ꯫ ꯏꯃꯦꯖ ꯑꯃꯗ ꯄꯣꯠꯁꯛꯁꯤꯡ ꯈꯪꯗꯣꯛꯅꯕ ꯀꯝꯄ꯭ꯌꯨꯇꯔ ꯚꯤꯖꯟ ꯃꯣꯗꯦꯜ ꯑꯃ ꯗꯤꯖꯥꯏꯟ ꯇꯧꯅꯕꯒꯤꯗꯃꯛ, ꯃꯈꯥꯗ ꯄꯤꯔꯤꯕ ꯈꯣꯡꯊꯥꯡꯁꯤꯡ ꯑꯁꯤ ꯂꯧꯈꯠꯄ ꯌꯥꯏ: ꯗꯦꯇꯥ ꯀꯂꯦꯛꯁꯟ: ꯀꯝꯄ꯭ꯌꯨꯇꯔ ꯚꯤꯖꯟ ꯃꯣꯗꯦꯜ ꯑꯃ ꯁꯦꯝꯕꯒꯤ ꯑꯍꯥꯟꯕ ꯈꯣꯡꯊꯥꯡꯗꯤ ꯏꯃꯦꯖꯁꯤꯡꯒꯤ ꯑꯆꯧꯕ ꯑꯃꯁꯨꯡ ꯇꯣꯞ ꯇꯣꯞꯄ ꯗꯦꯇꯥꯁꯦꯠ ꯑꯃ ꯈꯣꯝꯖꯤꯟꯕ ꯈꯣꯝꯖꯤꯟꯕꯅꯤ꯫ ꯊꯤꯗꯣꯛꯀꯗꯕ ꯄꯣꯠꯁꯛꯁꯤꯡ :ꯗꯦꯇꯥꯒꯤ ꯃꯒꯨꯟ ꯑꯃꯁꯨꯡ ꯃꯁꯤꯡ ꯑꯁꯤꯅ ꯑꯔꯣꯏꯕ ꯃꯣꯗꯦꯜ ꯑꯁꯤꯒꯤ ꯊꯕꯛ ꯊꯧꯔꯝꯁꯤꯡꯗꯥ ꯍꯛꯊꯦꯡꯅꯅ ꯁꯥꯐꯨ ꯄꯤꯒꯅꯤ꯫ ꯏꯃꯦꯖ ꯈꯨꯗꯤꯡꯃꯛꯇꯥ ꯂꯩꯕꯥ ꯄꯣꯠꯁꯛꯁꯤꯡ ꯂꯦꯕꯦꯜ ꯇꯧꯕ ꯑꯃꯁꯨꯡ ꯃꯥꯔꯛ ꯇꯧꯕꯥ ꯌꯥꯕ ꯑꯦꯅꯣꯇꯦꯠꯇ ꯗꯦꯇꯥꯁꯦꯠꯁꯤꯡ ꯑꯁꯤ ꯃꯣꯗꯦꯜ ꯑꯁꯤ ꯇ꯭ꯔꯦꯅꯤꯡ ꯇꯧꯕꯗ ꯌꯥꯝꯅꯥ ꯐꯒꯅꯤ꯫ ꯗꯦꯇꯥ ꯄ꯭ꯔꯤꯄꯔꯣꯁꯦꯁꯤꯡ: ꯗꯦꯇꯥ ꯈꯣꯝꯖꯤꯜꯂꯕꯥ ꯃꯇꯨꯡꯗꯥ ꯃꯣꯗꯦꯜ ꯑꯗꯨꯒꯤꯗꯃꯛ ꯁꯦꯝ ꯁꯥꯅꯕ ꯄ꯭ꯔꯤꯄꯔꯣꯁꯦꯁ ꯇꯧꯕꯥ ꯃꯊꯧ ꯇꯥꯏ꯫ ꯃꯁꯤꯗꯥ ꯏꯃꯦꯖꯁꯤꯡꯒꯤ ꯁꯥꯏꯖ ꯍꯣꯡꯗꯣꯛꯄ, ꯃꯈꯣꯏꯕꯨ ꯒ꯭ꯔꯦꯁ꯭ꯀꯦꯜꯗ ꯑꯣꯟꯊꯣꯛꯄꯥ ꯅꯠꯇ꯭ꯔꯒ ꯑꯇꯣꯞꯄ ꯏꯃꯦꯖ ꯍꯦꯟꯒꯠꯍꯟꯕꯒꯤ ꯇꯦꯛꯅꯤꯛꯁꯤꯡ ꯁꯤꯖꯤꯟꯅꯕ ꯌꯥꯎꯕ ꯌꯥꯏ꯫ ꯏꯃꯦꯖꯁꯤꯡꯒꯤ ꯃꯉꯥꯜ ꯑꯗꯨ ꯔꯣꯇꯦꯠ ꯇꯧꯕꯥ, ꯐ꯭ꯂꯤꯞ ꯇꯧꯕꯥ ꯅꯠꯇ꯭ꯔꯒꯥ ꯑꯦꯗꯖꯁꯠ ꯇꯧꯕꯒꯨꯝꯕꯥ ꯗꯦꯇꯥ ꯑꯣꯒꯃꯦꯟꯇꯦꯁꯟ ꯇꯦꯛꯅꯤꯛꯁꯤꯡꯁꯨ ꯗꯦꯇꯥꯁꯦꯠ ꯑꯁꯤ ꯄꯥꯛꯊꯣꯛ ꯆꯥꯎꯊꯣꯛꯍꯟꯕꯥ ꯍꯟꯅꯕꯥ ꯑꯃꯁꯨꯡ ꯃꯣꯗꯦꯜ ꯑꯁꯤꯅꯥ ꯖꯦꯅꯦꯔꯦꯂꯥꯏꯖ ꯇꯧꯕꯒꯤ ꯇꯧꯕ ꯉꯝꯕꯁꯤꯡ ꯐꯒꯠꯍꯟꯅꯕ ꯁꯤꯖꯤꯟꯅꯕ ꯌꯥꯏ꯫ ꯃꯣꯗꯦꯜ ꯈꯟꯕꯒꯤ: ꯁꯤꯖꯤꯟꯅꯕ ꯌꯥꯕ ꯇꯣꯉꯥꯟ ꯇꯣꯉꯥꯟꯕ ꯃꯃꯥꯡꯗ ꯂꯩꯔꯝꯕ ꯑꯣꯕꯖꯦꯛꯇ ꯗꯤꯇꯦꯛꯇꯦꯁꯟ ꯃꯣꯗꯦꯜꯁꯤꯡ ꯂꯩ, ꯃꯈꯣꯏꯁꯤꯡ ꯑꯗꯨꯗꯤ ꯑꯥꯔ-ꯁꯤ. ꯑꯦꯟ. ꯑꯦꯟ., ꯐꯥꯁꯠ ꯑꯥꯔ-ꯁꯤ. ꯑꯦꯟ. ꯑꯦꯟ., ꯐꯥꯁ꯭ꯇꯔ ꯑꯥꯔ-ꯁꯤ. ꯑꯦꯟ. ꯑꯦꯟ., ꯋꯥꯏ. ꯑꯣ. ꯑꯦꯜ. ꯑꯣ. ꯅꯠꯇ꯭ꯔꯒꯥ ꯑꯦꯁ. ꯑꯦꯁ. ꯗꯤ. ꯃꯣꯗꯦꯜ ꯈꯨꯗꯤꯡꯃꯛꯀꯤ ꯀꯥꯟꯅꯕꯥ ꯑꯃꯁꯨꯡ ꯈꯨꯗꯣꯡꯆꯥꯗꯕꯁꯤꯡ ꯂꯩ, ꯑꯃꯁꯨꯡ ꯃꯣꯗꯦꯜ ꯑꯁꯤ ꯈꯟꯕꯁꯤ ꯑꯆꯨꯝꯕꯥ, ꯈꯣꯟꯖꯦꯜ ꯈꯣꯡꯖꯦꯜ ꯑꯃꯁꯨꯡ ꯑꯄꯥꯝꯕꯥ ꯀꯝꯄꯂꯦꯛꯁꯇꯤꯇꯤꯒꯤ ꯊꯥꯛ ꯑꯁꯤꯅꯆꯤꯡꯕꯥ ꯐꯦꯛꯇꯔꯁꯤꯡꯒꯤ ꯃꯈꯥ ꯄꯣꯜꯂꯤ꯫ ꯃꯣꯗꯦꯜ ꯇ꯭ꯔꯦꯅꯤꯡ: ꯗꯦꯇꯥ ꯑꯗꯨ ꯄ꯭ꯔꯤꯄꯔꯣꯁꯦꯁ ꯇꯧꯔꯕꯥ ꯃꯇꯨꯡꯗꯥ ꯑꯃꯁꯨꯡ ꯃꯣꯗꯦꯜ ꯑꯗꯨ ꯈꯟꯈ꯭ꯔꯕꯥ ꯃꯇꯨꯡꯗꯥ, ꯃꯁꯤ ꯇ꯭ꯔꯦꯅꯤꯡꯒꯤꯗꯃꯛꯇꯥ ꯁꯦꯝ ꯁꯥꯔꯦ꯫ ꯐꯦꯖ ꯑꯁꯤꯒꯤ ꯃꯅꯨꯡꯗꯥ ꯃꯣꯗꯦꯜ ꯑꯁꯤꯅꯥ ꯇ꯭ꯔꯦꯅꯤꯡ ꯗꯦꯇꯥꯁꯦꯠ ꯑꯗꯨ ꯄꯤꯔꯤ ꯑꯃꯁꯨꯡ ꯂꯣꯁ ꯐꯪꯛꯁꯟ ꯑꯗꯨ ꯈ꯭ꯋꯥꯏꯗꯒꯤ ꯅꯦꯝꯕꯥ ꯑꯣꯏꯍꯟꯅꯕ ꯑꯔꯨꯝꯕꯥ ꯑꯗꯨ ꯑꯦꯗꯖꯁ ꯇꯧꯏ꯫ ꯃꯣꯗꯦꯜ ꯑꯁꯤ ꯇ꯭ꯔꯦꯅꯤꯡ ꯇꯧꯕꯥ ꯃꯇꯝꯗ ꯂꯔꯅꯤꯡ ꯔꯦꯠ, ꯕꯦꯆ ꯁꯥꯏꯖ ꯑꯃꯁꯨꯡ ꯏꯄꯣꯛꯁꯤꯡꯒꯤ ꯃꯁꯤꯡꯒꯨꯝꯕꯥ ꯄꯦꯔꯥꯃꯤꯇꯔꯁꯤꯡ ꯑꯁꯤ ꯈꯟꯅꯒꯗꯕꯅꯤ꯫ ꯏꯚꯥꯂꯨꯑꯦꯁꯟ: ꯃꯣꯗꯦꯜ ꯑꯁꯤ ꯇ꯭ꯔꯦꯅꯤꯡ ꯇꯧꯔꯕꯥ ꯃꯇꯨꯡꯗꯥ ꯃꯁꯤꯒꯤ ꯄ꯭ꯔꯝ ꯄꯔꯐꯣꯃꯦꯟꯁ ꯑꯗꯨ ꯌꯦꯡꯁꯤꯟꯅꯕꯥ ꯏꯚꯥꯂꯨꯑꯦꯠ ꯇꯧꯕꯥ ꯃꯊꯧ ꯇꯥꯏ꯫ ꯑꯣꯕꯖꯦꯛ ꯗꯤꯇꯦꯛꯇꯦꯁꯟ ꯃꯣꯗꯦꯜꯁꯤꯡꯗꯥ ꯁꯤꯖꯤꯟꯅꯕꯥ ꯀꯃꯟ ꯃꯦꯠꯔꯤꯛ ꯑꯃꯗꯤ ꯃꯦꯟ ꯑꯦꯐꯥꯔꯦꯖ ꯄ꯭ꯔꯤꯁꯤꯁꯟ ꯅꯤ꯫ ꯃꯣꯗꯦꯜ ꯑꯁꯤ ꯃꯈꯥ ꯇꯥꯅꯥ ꯐꯥꯏꯅꯦꯜ ꯇꯧꯕꯥ ꯌꯥꯏ, ꯀꯔꯤꯒꯨꯝꯕꯥ ꯃꯊꯧ ꯇꯥꯔꯕꯗꯤ, ꯍꯥꯏꯄꯔꯄꯦꯔꯥꯃꯤꯇꯔꯁꯤꯡ ꯑꯁꯤ ꯑꯦꯗꯖꯁꯠ ꯇꯧꯗꯨꯅꯥ꯫ ꯏꯃꯝꯄꯂꯤꯃꯦꯟ ꯇꯧꯕꯥ: ꯍꯧꯖꯤꯛꯇꯤ ꯑꯔꯣꯏꯕꯥ ꯇ꯭ꯔꯦꯟ ꯇꯧꯔꯕꯥ ꯃꯣꯗꯦꯜ ꯑꯁꯤ ꯑꯅꯧꯕꯥ ꯏꯃꯦꯖꯁꯤꯡꯗꯥ ꯄꯣꯠꯁꯤꯡ ꯈꯪꯗꯣꯛꯅꯕ ꯗꯤꯄꯂꯣꯏ ꯇꯧꯕꯥ ꯌꯥꯔꯦ꯫ ꯃꯣꯗꯦꯜ ꯑꯁꯤꯅꯥ ꯏꯃꯦꯖ ꯑꯁꯤꯗꯥ ꯂꯩꯔꯤꯕꯥ ꯄꯣꯠꯂꯝꯁꯤꯡ, ꯃꯈꯣꯏꯒꯤ ꯕꯥꯎꯟꯗꯤꯡ ꯕꯣꯛꯁꯁꯤꯡ ꯑꯃꯁꯨꯡ ꯊꯥꯖꯕꯒꯤ ꯁ꯭ꯀꯣꯔꯁꯤꯡꯒꯥ ꯂꯣꯏꯅꯅꯥ ꯑꯥꯎꯠꯄꯨꯠ ꯇꯧꯒꯅꯤ꯫ ꯃꯁꯤ ꯏꯃꯦꯖꯁꯤꯡꯗꯥ ꯄꯣꯠꯁꯤꯡ ꯈꯪꯗꯣꯛꯅꯕꯥ ꯀꯝꯄ꯭ꯌꯨꯇꯔ ꯚꯤꯖꯟ ꯃꯣꯗꯦꯜ ꯑꯃꯥ ꯗꯤꯖꯥꯏꯟ ꯇꯧꯅꯕꯒꯤ ꯕꯦꯁꯤꯛ ꯋꯥꯔꯛꯐ꯭ꯂꯣ ꯑꯃꯅꯤ꯫ ꯃꯈꯥ ꯇꯥꯕꯥ ꯍꯦꯟꯒꯠꯂꯛꯄꯁꯤꯡꯒꯤ ꯃꯅꯨꯡꯗꯥ ꯇ꯭ꯔꯥꯟꯁꯐꯔ ꯂꯔꯅꯤꯡ ꯁꯤꯖꯤꯟꯅꯕꯥ, ꯃꯐꯝ ꯑꯗꯨꯗꯥ ꯄ꯭ꯔꯤ-ꯇ꯭ꯔꯦꯟ ꯇꯧꯔꯕꯥ ꯃꯣꯗꯦꯜ ꯑꯃꯥ ꯍꯧꯔꯛꯐꯝ ꯑꯣꯏꯅꯥ ꯁꯤꯖꯤꯟꯅꯩ ꯑꯃꯁꯨꯡ ꯑꯀꯛꯅꯕꯥ ꯊꯕꯛ ꯑꯗꯨꯒꯤꯗꯃꯛ ꯐꯥꯏꯅꯦꯜ ꯇ꯭ꯌꯨꯟ ꯇꯧꯏ, ꯅꯠꯇ꯭ꯔꯒꯥ ꯑꯆꯨꯝꯕꯥ ꯍꯦꯟꯒꯠꯍꯟꯅꯕꯥ ꯃꯁꯤꯡ ꯌꯥꯝꯂꯕꯥ ꯃꯣꯗꯦꯜꯁꯤꯡ ꯁꯦꯝꯒꯠꯄꯥ ꯌꯥꯏ꯫ ꯃꯈꯥꯒꯤ ꯋꯥꯐꯝ ꯑꯁꯤꯗꯥ ꯊꯥꯖꯕꯒꯤ ꯁ꯭ꯀꯣꯔ ꯑꯃꯥ ꯄꯤꯌꯨ: ꯍꯌꯦꯡ ꯅꯣꯡ ꯆꯨꯒꯅꯤ"꯫ ꯃꯐꯝ ꯑꯃꯥ, ꯑꯃꯁꯨꯡ ꯋꯦꯗꯔ ꯐꯣꯔꯀꯥꯁꯠ ꯗꯦꯇꯥꯗꯥ ꯑꯦꯛꯁꯦꯁ ꯇꯧꯕꯥ ꯑꯁꯤꯒꯨꯝꯕꯥ ꯑꯍꯦꯟꯕꯥ ꯏꯟꯐꯣꯔꯃꯦꯁꯟ ꯌꯥꯎꯗꯅꯥ "ꯍꯣꯏ ꯅꯣꯡ ꯆꯨꯒꯅꯤ" ꯍꯥꯏꯕ ꯋꯥꯐꯝ ꯑꯁꯤꯗ ꯊꯥꯖꯕ ꯁ꯭ꯀꯣꯔ ꯑꯃ ꯄꯤꯕꯥ ꯑꯁꯤ ꯑꯩꯉꯣꯟꯗ ꯑꯣꯏꯊꯣꯛꯇꯦ꯫